ꯑꯦꯄꯔꯣꯆ ꯑꯁꯤꯒꯤ ꯀꯥꯟꯅꯕ ꯑꯃꯗꯤ ꯃꯁꯤꯒꯤ ꯗꯇꯥ ꯗꯦꯟꯁꯤꯇꯤ ꯋꯥꯡꯕ ꯄꯣꯇꯦꯟꯁꯤꯌꯦꯜ ꯑꯁꯤꯅꯤ꯫ ꯗꯤ. ꯑꯦꯟ. ꯑꯦ. ꯒꯤ ꯒ꯭ꯔꯥꯝ ꯑꯃꯈꯛꯇꯅꯥ ꯖꯤ. ꯕꯤ. ꯃꯁꯤꯒꯤ ꯃꯊꯛꯇꯥ, ꯗꯤ. ꯑꯦꯟ. ꯑꯦ. ꯅꯥ ꯌꯥꯝꯅ ꯂꯨꯕꯥ ꯑꯃꯅꯤ, ꯃꯁꯤꯅ ꯁꯣꯈꯟꯗꯅꯥ ꯆꯍꯤ ꯂꯤꯁꯤꯡ ꯀꯌꯥ ꯂꯦꯡꯗꯅꯥ ꯂꯩꯕꯥ ꯉꯝꯃꯤ, ꯃꯁꯤꯅꯥ ꯃꯇꯝ ꯁꯥꯡꯅꯥ ꯊꯝꯅꯕꯥ ꯁꯣꯂꯨꯁꯟ ꯑꯃꯥ ꯄꯤꯔꯤ꯫ ꯗꯤ. ꯑꯦꯟ. ꯑꯦ. ꯗꯥ ꯌꯨꯝꯐꯝ ꯑꯣꯏꯕꯥ ꯏꯅꯐꯣꯔꯃꯦꯁꯟ ꯁ꯭ꯇꯣꯔꯦꯖ ꯑꯁꯤ ꯍꯧꯖꯤꯀꯁꯨ ꯑꯍꯥꯅꯕꯥ ꯇꯥꯉ꯭ꯀꯛꯇꯥ ꯂꯩꯔꯤꯉꯩꯗꯥ, ꯃꯁꯤꯅꯥ ꯇꯨꯡꯗꯥ ꯑꯩꯈꯣꯌꯅꯥ ꯗꯦꯇꯥ ꯁ꯭ꯇꯣꯔ ꯇꯧꯕꯥ ꯑꯃꯁꯨꯡ ꯑꯦꯛꯁꯦꯁ ꯇꯧꯕꯒꯤ ꯃꯑꯣꯡꯗꯥ ꯑꯍꯣꯡꯕꯥ ꯑꯃꯥ ꯄꯨꯔꯛꯅꯕꯒꯤ ꯑꯆꯧꯕꯥ ꯄꯣꯇꯦꯟꯁꯤꯌꯦꯜ ꯎꯠꯂꯤ꯫ ꯃꯔꯨꯞ ꯑꯅꯤꯒꯤ ꯃꯔꯛꯇꯥ ꯋꯥꯔꯤ ꯁꯥꯅꯕꯥ ꯑꯃꯥ ꯁꯦꯝꯃꯨ, ꯃꯈꯣꯌꯒꯤ ꯃꯅꯨꯡꯗꯥ ꯑꯃꯅꯥ ꯑꯇꯣꯞꯄꯥ ꯃꯤꯑꯣꯏ ꯑꯗꯨꯒꯤ ꯋꯥꯈꯜꯂꯣꯅꯗꯥ ꯃꯤꯄꯥꯏꯕꯥ ꯄꯣꯈꯉꯗꯕꯅꯤ꯫ ꯃꯔꯨꯄꯁꯤꯡ ꯖꯣꯟ ꯑꯃꯁꯨꯡ ꯃꯤꯌꯥ ꯃꯐꯝ ꯃꯤꯌꯥꯒꯤ ꯌꯨꯝ꯫ ꯖꯣꯖꯣ ꯑꯃꯁꯨꯡ ꯃꯤꯌꯥꯅꯥ ꯃꯤꯌꯥꯒꯤ ꯌꯨꯃꯗꯥ ꯐꯃꯗꯨꯅꯥ ꯋꯥꯔꯤ ꯁꯥꯟꯅꯔꯤ꯫ ꯃꯤꯌꯥ: ꯑꯗꯨꯅꯥ, ꯃꯇꯝ ꯈꯔꯒꯤ ꯑꯣꯏꯅꯥ ꯊꯣꯀꯈꯤꯕꯥ ꯑꯗꯨꯒꯨꯝꯕꯥ ꯑꯅꯧꯕꯥ ꯐꯤꯜꯃ ꯑꯗꯨ ꯎꯕꯤꯔꯃꯒꯅꯤ? ꯖꯣꯟꯗꯥ: ꯀꯅꯥꯅꯣ? ꯃꯤꯌꯥ: ꯑꯗꯣꯝꯅꯥ ꯈꯉꯕꯤꯔꯤꯕꯥ ꯑꯗꯨꯅꯤ, ꯗ ꯂꯣꯁ꯭ꯠ ꯁꯤꯇꯤ꯫ ꯑꯩꯍꯥꯛꯅꯥ ꯃꯄꯨꯡ ꯐꯥꯅꯥ ꯅꯨꯡꯁꯤꯖꯈꯤ꯫ ꯖꯣꯟꯗꯥ: ꯅꯍ, ꯑꯩꯅꯥ ꯍꯧꯖꯤꯛ ꯐꯥꯑꯣꯕꯥ ꯎꯕꯥ ꯐꯪꯗ꯭ꯔꯤ꯫ ꯃꯤꯌꯥ: ꯖꯣꯟ, ꯅꯉꯅꯥ ꯃꯄꯨꯡ ꯐꯥꯅꯥ ꯌꯦꯡꯒꯗꯕꯅꯤ꯫ ꯃꯁꯤ ꯑꯉꯀꯄꯅꯤ꯫ ꯂꯃꯗꯝ ꯑꯁꯤ ꯊꯋꯥꯏ ꯌꯥꯑꯣꯕꯥ ꯑꯃꯅꯤ, ꯋꯥꯔꯤꯃꯆꯥ ꯑꯁꯤ ꯊꯥꯖꯕꯥ ꯌꯥꯗꯕꯥ ꯑꯃꯅꯤ, ꯑꯃꯁꯨꯡ ꯑꯦꯛꯇꯤꯡ ꯑꯁꯤꯁꯨ ꯑꯊꯣꯏꯕꯥ ꯑꯃꯅꯤ꯫ ꯖꯣꯟꯗꯥ: ꯑꯦꯍ, ꯑꯩ ꯈꯉꯗꯦ꯫ ꯑꯩꯍꯥꯛ ꯑꯗꯨꯒꯨꯝꯕꯥ ꯃꯈꯂꯒꯤ ꯐꯤꯜꯃꯁꯤꯡꯗꯥ ꯑꯗꯨꯃꯛ ꯌꯥꯑꯣꯗꯦ꯫ ꯃꯤꯌꯥ: ꯅꯉꯅꯥ ꯀꯔꯤ ꯍꯥꯌꯔꯤꯕꯅꯣ ꯅꯉꯅꯥ ꯑꯗꯨꯒꯨꯝꯕꯥ ꯃꯈꯂꯒꯤ ꯐꯤꯜꯃꯁꯤꯡꯗꯥ ꯑꯗꯨꯃꯛ ꯌꯥꯑꯣꯗꯕꯥ ꯅꯠꯇꯦ? ꯑꯩꯍꯥꯀꯄꯨ ꯊꯥꯖꯕꯤꯌꯨ, ꯃꯁꯤꯒꯤ ꯑꯃꯅꯥ ꯇꯣꯉꯥꯜꯂꯤ꯫ ꯅꯉꯅꯥ ꯅꯨꯡꯁꯤꯕꯥ ꯌꯥꯏ꯫ ꯖꯣꯟꯗꯥ: ꯑꯩꯅꯥ ꯃꯤꯌꯥꯕꯨ ꯈꯉꯗꯦ, ꯑꯩꯅꯥ ꯇꯁꯦꯡꯅꯥ ꯑꯁꯨꯛ ꯌꯥꯝꯅꯥ ꯋꯥꯅꯥ ꯊꯣꯀꯏ꯫ ꯃꯁꯤ ꯐꯤꯜꯃ ꯑꯃꯈꯛꯇꯅꯤ꯫ ꯃꯤꯌꯥ: ꯑꯗꯨꯕꯨ ꯖꯣꯟꯗꯥ, ꯅꯉꯅꯥ ꯂꯧꯁꯤꯅꯖꯗꯦ꯫ ꯃꯁꯤ ꯁꯤꯅꯦꯃꯥ ꯈꯛꯇꯒꯤ ꯅꯠꯇꯦ꯫ ꯃꯁꯤ ꯀꯂꯥꯒꯤ ꯁꯔꯨꯛ ꯑꯃꯅꯤ꯫ ꯃꯁꯤ ꯑꯗꯣꯃꯗꯥ ꯏꯊꯤꯜ ꯄꯤꯕꯥ ꯉꯝꯕꯥ ꯑꯃꯁꯨꯡ ꯃꯥꯂꯦꯝ ꯑꯁꯤꯕꯨ ꯇꯣꯉꯥꯟꯅꯥ ꯎꯕꯥ ꯉꯝꯕꯥ ꯋꯥꯐꯝ ꯑꯃꯅꯤ꯫ ꯖꯣꯟꯗꯥ: ꯑꯩꯅꯥ ꯌꯥꯝꯅꯥ ꯅꯨꯡꯉꯥꯏꯖꯩ, ꯑꯗꯨꯕꯨ ꯅꯉꯅꯥ ꯎꯔꯤꯕꯥ ꯃꯑꯣꯡ ꯑꯗꯨꯗꯤ ꯑꯩꯅꯥ ꯈꯛꯇꯥ ꯎꯕꯥ ꯐꯪꯗꯦ꯫ ꯃꯤꯌꯥ ꯐꯩ, ꯀꯔꯤꯒꯨꯝꯕꯥ ꯑꯃꯠꯇꯥ꯫ ꯃꯁꯥꯅꯥ ꯃꯁꯥꯕꯨ ꯆꯨꯃꯊꯣꯀꯆꯕꯥ꯫ ꯖꯣꯖꯣ (ꯃꯤꯠ ꯎꯏꯁꯤꯟꯗꯨꯅꯥ) ꯃꯤꯌꯥꯅꯥ ꯋꯥꯈꯜ ꯋꯥꯕꯥ ꯂꯩꯔꯣꯏ, ꯑꯩꯅꯥ ꯑꯔꯣꯏꯕꯗꯥ ꯌꯦꯡꯒꯅꯤ꯫ 'ꯅꯨꯡꯁꯤꯕꯥ' ꯍꯥꯌꯕꯥ ꯊꯤꯃꯗꯥ ꯌꯥꯃꯗ꯭ꯔꯕꯗꯥ ꯂꯥꯏꯔꯤꯛ ꯅꯤꯐꯨ ꯔꯣꯝ ꯁꯥꯡꯕꯥ ꯁꯩꯔꯦꯡ ꯑꯃꯥ ꯁꯦꯃꯃꯨ꯫ ꯇꯞꯅꯥ ꯇꯞꯅꯥ ꯁꯣꯀꯄꯥ ꯑꯃꯥ, ꯇꯦꯟꯗꯔ ꯆꯨꯝꯉꯤ ꯑꯃꯥ, ꯅꯨꯡꯉꯥꯏꯔꯕꯥ ꯃꯤꯠꯌꯦꯡ ꯑꯃꯥ, ꯂꯣꯏꯕꯥ ꯅꯥꯏꯗꯕꯥ ꯅꯨꯡꯉꯥꯏꯕꯥ ꯑꯃꯥ, ꯅꯨꯡꯁꯤꯕꯅꯥ ꯉꯃꯈꯩ ꯈꯉꯗꯦ, ꯃꯇꯝ ꯈꯉꯗꯦ, ꯃꯁꯤ ꯐꯤꯜꯂꯤꯡ ꯗꯤꯚꯥꯏꯟ ꯑꯃꯅꯤ, ꯃꯦꯖꯤꯀꯦꯜ ꯆꯤꯝ ꯑꯃꯅꯤ꯫ ꯊꯝꯃꯣꯌ ꯑꯅꯤꯅꯥ ꯑꯃꯠꯇꯥ ꯑꯣꯏꯅꯥ ꯍꯨꯔꯥꯅꯕꯥ, ꯅꯨꯡꯁꯤꯕꯥ ꯑꯁꯤ ꯅꯨꯃꯤꯠꯒꯨꯝꯅꯥ ꯉꯥꯅꯊꯣꯀꯏ, ꯃꯁꯤꯅꯥ ꯏꯊꯤꯜ ꯄꯤꯔꯤ, ꯃꯁꯤꯅꯥ ꯐꯒꯠꯍꯜꯂꯤ, ꯃꯁꯤ ꯀꯅꯥꯒꯨꯝꯕꯥ ꯑꯃꯅꯥ ꯐꯥꯑꯣꯔꯤꯕꯥ ꯁꯛꯇꯤ ꯑꯃꯅꯤ꯫ ꯅꯨꯡꯁꯤꯕꯅꯥ ꯇꯨꯔꯦꯜ ꯆꯠꯊꯣꯛ-ꯆꯠꯁꯤꯟ ꯇꯧꯕꯒꯤ ꯄꯥꯉ꯭ꯒꯜ ꯂꯩ, ꯃꯁꯤ ꯂꯣꯝꯕꯥ ꯅꯥꯏꯗꯕꯥ ꯏꯁꯤꯡ ꯇꯨꯡꯁꯤꯅꯕꯥ ꯑꯃꯅꯤ, ꯑꯥꯁꯥ, ꯊꯥꯖꯕꯥ, ꯑꯃꯁꯨꯡ ꯊꯥꯖꯕꯒꯤ, ꯅꯨꯡꯁꯤꯕꯥ ꯑꯁꯤ ꯇꯉꯥꯏꯐꯗꯕꯥ ꯑꯃꯅꯤ꯫